ꯍꯦꯟꯅ ꯇꯨꯡ ꯀꯣꯏꯅ ꯆꯠꯀꯗꯕ ꯊꯕꯛꯀꯤ ꯑꯀꯣꯏꯔꯣꯟ ꯑꯃ ꯁꯦꯝꯒꯠꯅꯕ ꯄꯥꯝꯕꯩ ꯑꯍꯨꯝ ꯄꯅꯕꯤꯌꯨ꯫ ꯑꯃꯣꯠꯄ ꯍꯟꯊꯍꯟꯕ: ꯊꯕꯛ ꯃꯐꯝꯗ ꯔꯤꯁꯥꯏꯀꯜ ꯇꯧꯕ ꯑꯃꯁꯨꯡ ꯀꯝꯄꯣꯁꯠ ꯇꯧꯕꯒꯤ ꯄ꯭ꯔꯣꯒ꯭ꯔꯥꯝꯁꯤꯡ ꯄꯨꯛꯅꯤꯡ ꯊꯧꯒꯠꯄ ꯑꯃꯁꯨꯡ ꯄꯦꯄꯔ ꯑꯃꯣꯠꯄ ꯍꯟꯊꯍꯟꯅꯕ ꯄꯦꯄꯔꯂꯦꯁ ꯀꯝꯃ꯭ꯌꯨꯅꯤꯀꯦꯁꯟ ꯁꯤꯁ꯭ꯇꯦꯝꯁꯤꯡ ꯁꯤꯖꯤꯟꯅꯕ꯫ ꯀꯞ ꯑꯃꯁꯨꯡ ꯀꯣꯟ-ꯂꯤꯛꯀꯨꯝꯕ ꯁꯤꯡꯒꯜ-ꯌꯨꯖ ꯑꯥꯏꯇꯦꯝꯁꯤꯡ ꯑꯗꯨ ꯑꯃꯨꯛ ꯍꯟꯅ ꯁꯤꯖꯤꯟꯅꯕ ꯌꯥꯕ ꯄꯣꯠꯁꯛꯁꯤꯡꯅ ꯃꯍꯨꯠ ꯁꯤꯜꯂꯨ꯫ ꯏꯅꯔꯖꯤ ꯀꯟꯖꯔꯚ ꯇꯧꯕ: ꯇ꯭ꯔꯦꯗꯤꯁꯟꯅꯦꯜ ꯂꯥꯏꯠ ꯕꯜꯕꯁꯤꯡ ꯑꯗꯨ ꯏꯅꯔꯖꯤ ꯏꯐꯤꯁꯤꯑꯦꯟꯇ ꯑꯣꯏꯕ ꯂꯥꯏꯠ ꯏꯃꯤꯠꯇꯤꯡ ꯗꯥꯏꯑꯣꯗ ꯀꯝꯄ꯭ꯌꯨꯇꯔ ꯑꯃꯁꯨꯡ ꯑꯇꯩ ꯑꯣꯐꯤꯁꯀꯤ ꯏꯀ꯭ꯌꯨꯏꯞꯃꯦꯟꯇꯁꯤꯡ ꯁꯤꯖꯤꯟꯅꯗ꯭ꯔꯤꯉꯩꯗ "ꯑꯦꯅꯔꯖꯤ-ꯁꯦꯚꯤꯡ" ꯃꯣꯗꯇ ꯁꯦꯠ ꯇꯧ ꯑꯃꯁꯨꯡ ꯊꯕꯛ ꯅꯨꯃꯤꯠ ꯂꯣꯏꯔꯕ ꯃꯇꯨꯡꯗ ꯃꯄꯨꯡꯐꯥꯅ ꯊꯤꯡꯖꯤꯜꯂꯨ꯫ ꯁꯁ꯭ꯇꯦꯅꯦꯕꯜ ꯇ꯭ꯔꯥꯟꯁꯄꯣꯔꯇꯦꯁꯟ ꯄ꯭ꯔꯣꯃꯣꯠ ꯇꯧꯕ: ꯁꯕꯁꯤꯗꯤ ꯅꯠꯇ꯭ꯔꯒ ꯕꯥꯏꯛ ꯁ꯭ꯇꯣꯔꯦꯖ ꯐꯦꯁꯤꯂꯤꯇꯤꯒꯨꯝꯕ ꯏꯟꯁꯦꯟꯇꯤꯚꯁꯤꯡ ꯄꯤꯗꯨꯅ ꯊꯕꯛꯇ ꯆꯠꯊꯣꯛ-ꯆꯠꯁꯤꯟ ꯇꯧꯕꯗ ꯃꯤꯌꯥꯝꯒꯤ ꯇ꯭ꯔꯥꯟꯁꯄꯣꯔꯇꯦꯁꯟ ꯅꯠꯇ꯭ꯔꯒ ꯁꯥꯏꯀꯜ ꯁꯤꯖꯤꯟꯅꯅꯕ ꯄꯨꯛꯅꯤꯡ ꯊꯧꯒꯠꯄ꯫ ꯇꯦꯂꯤꯀꯝꯃ꯭ꯌꯨꯇꯤꯡ ꯅꯠꯇ꯭ꯔꯒ ꯐ꯭ꯂꯦꯛꯁꯤꯕꯜ ꯑꯣꯏꯕ ꯊꯕꯛ ꯊꯧꯔꯝꯁꯤꯡꯒꯤ ꯑꯣꯞꯁꯟꯁꯤꯡ ꯄꯤꯕ, ꯃꯗꯨꯅ ꯆꯠꯊꯣꯛ-ꯆꯠꯁꯤꯟꯒꯤ ꯃꯔꯤ ꯂꯩꯅꯕ ꯀꯥꯔꯕꯣꯟ ꯐꯨꯠꯄ꯭ꯔꯤꯟꯇ ꯍꯟꯊꯍꯟꯕ ꯉꯝꯒꯅꯤ꯫ ꯄꯥꯟꯗꯝ ꯑꯗꯨ ꯐꯪꯅꯕꯒꯤ ꯈ꯭ꯋꯥꯏꯗꯒꯤ ꯐꯕ ꯄꯥꯝꯕꯩ ꯈꯪꯗꯣꯛꯄ ꯑꯃꯁꯨꯡ ꯁꯟꯗꯣꯛꯅ ꯇꯥꯛꯄ꯫ ꯄꯥꯟꯗꯝ: ꯃꯊꯪꯒꯤ ꯊꯥ ꯑꯍꯨꯝꯗ ꯋꯦꯕꯁꯥꯏꯠꯀꯤ ꯇ꯭ꯔꯥꯐꯤꯛ ꯆꯥꯗ ꯇꯔꯥ ꯍꯦꯟꯒꯠꯍꯟꯕ ꯃꯁꯤꯡ ꯌꯥꯝꯂꯕ ꯁ꯭ꯇꯔꯦꯇꯦꯖꯤꯁꯤꯡ ꯊꯕꯛ ꯑꯣꯏꯅ ꯄꯥꯡꯊꯣꯛꯄ ꯌꯥꯏ꯫ ꯑꯗꯨꯝ ꯑꯣꯏꯅꯃꯛ ꯄꯥꯟꯗꯝ ꯑꯁꯤ ꯐꯪꯅꯕꯒꯤ ꯈ꯭ꯋꯥꯏꯗꯒꯤ ꯐꯕ ꯄꯥꯝꯕꯩꯗꯤ ꯋꯦꯕꯁꯥꯏꯠꯀꯤ ꯑꯀꯛꯅꯕ ꯋꯥꯐꯝꯁꯤꯡ ꯑꯃꯁꯨꯡ ꯇꯥꯔꯒꯦꯠ ꯑꯣꯗꯤꯁꯟꯒꯤ ꯃꯈꯥ ꯄꯣꯜꯂꯤ꯫ ꯋꯦꯕꯁꯥꯏꯠꯇ ꯍꯦꯟꯅ ꯇ꯭ꯔꯥꯐꯤꯛ ꯍꯦꯟꯒꯠꯍꯟꯅꯕ ꯏꯃꯄ꯭ꯂꯤꯃꯦꯟꯇ ꯇꯧꯕ ꯌꯥꯕ ꯖꯦꯅꯦꯔꯦꯜ ꯁ꯭ꯇꯔꯥꯇꯦꯖꯤ ꯈꯔ ꯃꯈꯥꯗ ꯄꯤꯔꯤ: ꯁꯔꯆ ꯏꯟꯖꯤꯟ ꯑꯣꯞꯇꯤꯃꯥꯏꯖꯦꯁꯟ: ꯑꯆꯨꯝꯕ ꯀꯤ-ꯋꯥꯔꯗꯁꯤꯡ, ꯃꯦꯇꯥ ꯇꯦꯒꯁꯤꯡ ꯑꯃꯁꯨꯡ ꯗꯤꯁꯀ꯭ꯔꯤꯞꯁꯟꯁꯤꯡ ꯔꯤꯁꯔꯆ ꯇꯧꯗꯨꯅ ꯑꯃꯁꯨꯡ ꯁꯤꯖꯤꯟꯅꯗꯨꯅ ꯁꯔꯆ ꯏꯟꯖꯤꯟꯁꯤꯡꯒꯤꯗꯃꯛꯇ ꯋꯦꯕꯁꯥꯏꯠ ꯑꯗꯨ ꯑꯣꯞꯇꯤꯃꯥꯏꯖ ꯇꯧꯕ꯫ ꯃꯁꯤ ꯁꯔꯆ ꯏꯟꯖꯤꯟꯁꯤꯡꯗ ꯋꯦꯕꯁꯥꯏꯠ ꯑꯁꯤꯒꯤ ꯚꯤꯖꯤꯕꯤꯂꯤꯇꯤ ꯍꯦꯟꯒꯠꯍꯟꯅꯕ ꯑꯃꯁꯨꯡ ꯇ꯭ꯔꯥꯐꯤꯛ ꯍꯦꯟꯅ ꯄꯨꯛꯅꯤꯡ ꯆꯤꯡꯁꯤꯟꯕꯒꯤ ꯑꯣꯔꯒꯥꯅꯤꯛ ꯑꯣꯏꯕ ꯃꯑꯣꯡ ꯑꯃꯅꯤ꯫ ꯀꯟꯇꯦꯟꯇ ꯃꯥꯔꯀꯦꯇꯤꯡ: ꯃꯈꯣꯏꯕꯨ ꯋꯦꯕꯁꯥꯏꯠꯇ ꯆꯥꯡ ꯅꯥꯏꯅ ꯆꯠꯅꯕ ꯊꯧꯅ ꯍꯥꯞꯄꯤꯒꯗꯕ ꯇꯥꯔꯒꯦꯠ ꯑꯣꯗꯤꯁꯟꯒꯤꯗꯃꯛꯇ ꯑꯋꯥꯡꯕ ꯊꯥꯛꯀꯤ ꯃꯤꯠꯌꯦꯡ ꯊꯝꯕ ꯑꯃꯁꯨꯡ ꯃꯔꯤ ꯂꯩꯅꯕ ꯀꯟꯇꯦꯟꯇ ꯁꯦꯝꯕ; ꯑꯅꯧꯕ ꯀꯟꯇꯦꯟꯇꯁꯤꯡ ꯎꯠꯅꯕ ꯑꯃꯁꯨꯡ ꯃꯤꯑꯣꯏꯁꯤꯡꯕꯨ ꯋꯦꯕꯁꯥꯏꯠꯇ ꯄꯨꯔꯛꯅꯕ ꯕ꯭ꯂꯣꯒ, ꯁꯣꯁꯤꯑꯦꯜ ꯃꯤꯗꯤꯌꯥ ꯑꯃꯁꯨꯡ ꯏꯃꯦꯜ ꯃꯥꯔꯀꯦꯇꯤꯡꯒꯨꯝꯕ ꯄ꯭ꯂꯦꯠꯐꯣꯔꯝꯁꯤꯡ ꯁꯤꯖꯤꯟꯅꯕ; ꯁꯣꯁꯤꯑꯦꯜ ꯃꯤꯗꯤꯌꯥ ꯃꯥꯔꯀꯦꯇꯤꯡ: ꯋꯦꯕꯁꯥꯏꯠꯀꯤ ꯑꯣꯅꯂꯥꯏꯟ ꯄ꯭ꯔꯦꯖꯦꯟꯁ ꯍꯦꯟꯒꯠꯍꯟꯅꯕ ꯑꯃꯁꯨꯡ ꯇ꯭ꯔꯥꯐꯤꯛ ꯍꯦꯟꯅ ꯄꯨꯛꯅꯤꯡ ꯆꯤꯡꯁꯤꯟꯅꯕ ꯁꯣꯁꯤꯑꯦꯜ ꯃꯤꯗꯤꯌꯥ ꯂꯤꯚꯔ ꯇꯧꯕ, ꯑꯅꯧꯕ ꯀꯟꯇꯦꯟꯇꯁꯤꯡ, ꯄ꯭ꯔꯣꯃꯣꯁꯟꯁꯤꯡ ꯁꯦꯌꯔ ꯇꯧꯕ ꯑꯃꯁꯨꯡ ꯐꯣꯂꯣꯋꯔꯁꯤꯡꯒ ꯏꯟꯇꯔꯦꯛꯇ ꯇꯧꯗꯨꯅ ꯀꯝꯃ꯭ꯌꯨꯅꯤꯇꯤ ꯑꯃ ꯁꯦꯝꯒꯠꯅꯕ ꯑꯃꯁꯨꯡ ꯋꯦꯕꯁꯥꯏꯠꯇ ꯍꯦꯟꯅ ꯀ꯭ꯂꯤꯛ ꯇꯧꯕ ꯌꯥꯍꯜꯂꯤ꯫ ꯄꯦꯃꯦꯟꯇ ꯑꯦꯗꯚꯔꯇꯤꯁꯃꯦꯟꯇ: ꯒꯨꯒꯜ ꯑꯦꯗ ꯑꯃꯁꯨꯡ ꯁꯣꯁꯤꯑꯦꯜ ꯃꯤꯗꯤꯌꯥ ꯑꯦꯗꯚꯔꯇꯥꯏꯖꯤꯡꯒꯨꯝꯕ ꯄ꯭ꯂꯦꯠꯐꯣꯔꯝꯁꯤꯡ ꯁꯤꯖꯤꯟꯅꯗꯨꯅ ꯃꯤꯑꯣꯏꯁꯤꯡꯕꯨ ꯋꯦꯕꯁꯥꯏꯠꯇ ꯂꯝꯖꯤꯡꯕꯤꯅꯕ ꯄꯥꯟꯗꯝ ꯊꯝꯂꯤꯕ ꯑꯦꯗ ꯀꯦꯝꯄꯦꯟꯁꯤꯡ ꯁꯦꯝꯕ꯫ ꯃꯁꯤꯅ ꯑꯇꯦꯟꯕ ꯃꯇꯝꯒꯤ ꯃꯅꯨꯡꯗ ꯚꯤꯖꯤꯇꯔ ꯃꯁꯤꯡ ꯌꯥꯝꯅ ꯄꯨꯛꯅꯤꯡ ꯆꯤꯡꯁꯤꯟꯕꯒꯤ ꯏꯐꯦꯛꯇꯤꯚ ꯑꯣꯏꯕ ꯃꯑꯣꯡ ꯑꯃ ꯑꯣꯏꯕ ꯌꯥꯏ꯫ ꯑꯦꯅꯂꯥꯏꯇꯤꯛꯁ ꯑꯃꯁꯨꯡ ꯗꯦꯇꯥ-ꯗ꯭ꯔꯥꯏꯚꯟ ꯑꯦꯄ꯭ꯔꯣꯆ: ꯋꯦꯕꯁꯥꯏꯠ ꯇ꯭ꯔꯥꯐꯤꯛ ꯗꯦꯇꯥ ꯇ꯭ꯔꯦꯛ ꯇꯧꯕ, ꯑꯦꯅꯂꯥꯏꯖ ꯇꯧꯕ, ꯌꯦꯡꯁꯤꯟꯕ ꯑꯃꯁꯨꯡ ꯚꯤꯖꯤꯇꯔ ꯍꯦꯟꯅ ꯄꯨꯛꯅꯤꯡ ꯆꯤꯡꯁꯤꯟꯅꯕ ꯋꯦꯕꯁꯥꯏꯠ ꯑꯁꯤ ꯀꯔꯝꯅ ꯑꯣꯞꯇꯤꯃꯥꯏꯖ ꯇꯧꯒꯗꯒꯦ ꯍꯥꯏꯕꯒꯤ ꯃꯇꯥꯡꯗ ꯋꯥꯔꯦꯞ ꯂꯧꯕ ꯉꯝꯕ ꯇ꯭ꯔꯦꯟꯗꯁꯤꯡ ꯑꯃꯁꯨꯡ ꯏꯟꯁꯥꯏꯠꯁꯤꯡ ꯈꯪꯗꯣꯛꯅꯕ ꯗꯦꯇꯥ ꯑꯁꯤ ꯁꯤꯖꯤꯟꯅꯕ; ꯑꯄꯨꯟꯕ ꯑꯣꯏꯅ, ꯑꯀꯛꯅꯕ ꯋꯦꯕꯁꯥꯏꯠ ꯑꯃꯁꯨꯡ ꯇꯥꯔꯒꯦꯠ ꯑꯣꯗꯤꯑꯣꯗ ꯌꯨꯝꯐꯝ ꯑꯣꯏꯕ ꯃꯊꯛꯇ ꯄꯟꯈ꯭ꯔꯤꯕ ꯁ꯭ꯇꯔꯦꯇꯦꯖꯤꯁꯤꯡ ꯑꯁꯤꯒꯤ ꯀꯝꯕꯤꯅꯦꯁꯟ ꯑꯁꯤꯅ ꯃꯊꯪꯒꯤ ꯊꯥ ꯑꯍꯨꯝꯗ ꯋꯦꯕꯁꯥꯏꯠ ꯇ꯭ꯔꯥꯐꯤꯛ ꯆꯥꯗ ꯇꯔꯥ ꯍꯦꯟꯒꯠꯍꯟꯅꯕꯒꯤ ꯈ꯭ꯋꯥꯏꯗꯒꯤ ꯏꯐꯦꯛꯇꯤꯚ ꯑꯣꯏꯕ ꯃꯑꯣꯡ ꯑꯣꯏꯒꯅꯤ꯫